ꯑꯥꯔꯇꯤꯐꯤꯁꯤꯑꯦꯜ ꯏꯟꯇꯤꯂꯤꯖꯦꯟꯁ ꯀꯤ ꯇ꯭ꯔꯦꯅꯤꯡ ꯗꯦꯇꯥꯒꯤ ꯃꯇꯨꯡ ꯏꯟꯅ ꯀꯣꯕꯤꯗ ꯅꯥꯏꯟꯇꯤꯟ ꯂꯥꯏꯆꯠꯀꯤ ꯃꯇꯝꯗ ꯃꯥꯂꯦꯝ ꯁꯤꯅꯕꯥ ꯊꯨꯡꯅꯥ ꯃꯤꯑꯣꯏ ꯂꯥꯈ ꯀꯌꯥ ꯊꯕꯛ ꯐꯪꯗꯅ ꯂꯩꯈꯤ꯫ ꯁꯔꯀꯥꯔꯁꯤꯡꯅ ꯊꯕꯛ ꯐꯪꯗꯕꯒꯤ ꯆꯥꯡ ꯍꯟꯊꯍꯟꯅꯕ ꯇꯣꯉꯥꯟ ꯇꯣꯉꯥꯟꯕ ꯈꯣꯡꯊꯥꯡꯁꯤꯡ ꯄꯥꯏꯈꯠꯂꯤ, ꯃꯈꯣꯏꯁꯤꯡ ꯑꯗꯨꯗꯤ ꯑꯄꯤꯛꯄ ꯕꯤꯖꯤꯅꯦꯁꯁꯤꯡꯗ ꯃꯇꯦꯡ ꯄꯥꯡꯕ, ꯁ꯭ꯇꯤꯃ꯭ꯌꯨꯂꯁ ꯆꯦꯛꯁꯤꯡ ꯄꯤꯕ, ꯑꯃꯁꯨꯡ ꯊꯕꯛ ꯐꯪꯗꯕꯒꯤ ꯀꯥꯟꯅꯕ ꯍꯦꯟꯒꯠꯍꯟꯕ ꯑꯁꯤꯅꯆꯤꯡꯕꯅꯤ꯫ ꯏꯀꯣꯅꯣꯃꯤ ꯇꯞꯅꯥ ꯇꯞꯅꯥ ꯐꯒꯠꯂꯛꯄꯒ ꯂꯣꯏꯅꯅꯥ ꯂꯂꯣꯟ-ꯏꯇꯤꯛꯀꯤ ꯊꯕꯛꯁꯤꯡ ꯑꯃꯨꯛ ꯍꯟꯅ ꯍꯥꯡꯗꯣꯛꯂꯛꯄꯒ ꯂꯣꯏꯅꯅꯥ ꯊꯕꯛ ꯐꯪꯗꯕꯒꯤ ꯆꯥꯡ ꯇꯞꯅꯥ ꯇꯞꯅꯥ ꯍꯟꯊꯔꯛꯂꯤ, ꯑꯗꯨꯕꯨ ꯐꯤꯚꯝ ꯑꯁꯤ ꯁꯣꯏꯗ-ꯉꯥꯝꯗꯅꯥ ꯂꯩꯔꯤ ꯑꯃꯁꯨꯡ ꯃꯤꯑꯣꯏ ꯀꯌꯥ ꯑꯃꯅ ꯍꯧꯖꯤꯛ ꯐꯥꯎꯕ ꯊꯕꯛ ꯊꯤꯕ ꯉꯝꯗꯅ ꯂꯩꯔꯤ꯫ ꯀ꯭ꯔꯦꯗꯤꯠ ꯀꯥꯔꯗ ꯂꯩꯕꯒꯤ ꯀꯥꯟꯅꯕꯁꯤꯡ ꯑꯃꯁꯨꯡ ꯀꯥꯟꯅꯗꯕꯁꯤꯡ ꯀꯔꯤꯅꯣ? ꯀ꯭ꯔꯦꯗꯤꯠ ꯀꯥꯔꯗꯁꯤꯡ ꯑꯁꯤ ꯗꯥꯏꯠꯕ ꯂꯩꯅ ꯁꯤꯖꯤꯟꯅꯔꯛꯄ ꯃꯇꯝꯗ ꯃꯃꯜ ꯌꯥꯝꯂꯕ ꯁꯦꯜ-ꯊꯨꯝꯒꯤ ꯈꯨꯠꯂꯥꯏ ꯑꯃ ꯑꯣꯏꯕ ꯌꯥꯏ, ꯑꯗꯨꯕꯨ ꯃꯈꯣꯏ ꯑꯁꯤ ꯀꯔꯤꯒꯨꯝꯕ ꯃꯑꯣꯡ ꯆꯨꯝꯅ ꯃꯦꯅꯦꯖ ꯇꯧꯗ꯭ꯔꯕꯗꯤ ꯁꯦꯟꯗꯣꯏ ꯑꯃꯁꯨꯡ ꯁꯦꯜ-ꯊꯨꯝꯒꯤ ꯑꯋꯥꯕ ꯊꯣꯛꯍꯟꯕꯁꯨ ꯌꯥꯏ꯫ ꯃꯈꯥꯗ ꯀ꯭ꯔꯦꯗꯤꯠ ꯀꯥꯔꯗ ꯂꯩꯕꯒꯤ ꯀꯥꯟꯅꯕꯁꯤꯡ ꯑꯃꯁꯨꯡ ꯀꯥꯟꯅꯗꯕꯁꯤꯡ ꯈꯔꯥ ꯄꯤꯔꯤ - ꯀꯥꯟꯅꯕꯁꯤꯡ ꯈꯨꯗꯣꯡꯆꯥꯕ - ꯀ꯭ꯔꯦꯗꯤꯠ ꯀꯥꯔꯗꯅꯥ ꯅꯍꯥꯛꯄꯨ ꯁꯦꯜ ꯅꯠꯇꯔꯒ ꯆꯦꯒꯤ ꯃꯊꯧ ꯇꯥꯗꯅꯥ ꯊꯨꯅ ꯑꯃꯁꯨꯡ ꯌꯥꯝꯅ ꯂꯥꯏꯅꯥ ꯄꯣꯠ ꯂꯩꯕ ꯌꯥꯍꯜꯂꯤ꯫ ꯃꯅꯥ ꯑꯃꯁꯨꯡ ꯀꯥꯟꯅꯕꯁꯤꯡ -ꯀ꯭ꯔꯦꯗꯤꯠ ꯀꯥꯔꯗ ꯀꯌꯥꯅ ꯃꯅꯥ ꯑꯃꯁꯨꯡ ꯀꯥꯟꯅꯗꯕꯁꯤꯡ ꯍꯥꯏꯕꯗꯤ ꯀꯦꯁꯕꯦꯛ, ꯇ꯭ꯔꯥꯚꯦꯜ ꯔꯤꯋꯥꯔꯗ, ꯅꯠꯇꯔꯒ ꯄꯣꯠ ꯂꯩꯕꯗ ꯏꯟꯁꯨꯔꯦꯟꯁ ꯄꯤ꯫ ꯀ꯭ꯔꯦꯗꯤꯠ ꯁꯦꯝꯕ - ꯀ꯭ꯔꯦꯗꯤꯠ ꯀꯥꯔꯗ ꯑꯃ ꯔꯦꯁꯄꯣꯟꯁꯤꯕꯜ ꯑꯣꯏꯅ ꯁꯤꯖꯤꯟꯅꯕꯅꯥ ꯅꯍꯥꯛꯀꯤ ꯀ꯭ꯔꯦꯗꯤꯠ ꯍꯤꯁꯇꯔꯤ ꯁꯦꯝꯒꯠꯄꯗ ꯑꯃꯁꯨꯡ ꯅꯍꯥꯛꯀꯤ ꯀ꯭ꯔꯦꯗꯤꯠ ꯁ꯭ꯀꯣꯔ ꯐꯒꯠꯍꯟꯕꯗ ꯃꯇꯦꯡ ꯄꯥꯡꯒꯅꯤ꯫ ꯏꯃꯔꯖꯦꯟꯁꯤ ꯐꯟꯗꯁꯤꯡ - ꯀ꯭ꯔꯦꯗꯤꯠ ꯀꯥꯔꯗꯅꯥ ꯑꯦꯃꯔꯖꯦꯟꯁꯤꯒꯤ ꯃꯇꯝꯗ ꯐꯟꯗꯒꯤ ꯑꯍꯦꯟꯕ ꯁꯣꯔꯁ ꯑꯃ ꯄꯤꯕ ꯌꯥꯏ꯫ ꯐ꯭ꯔꯣꯗ ꯄ꯭ꯔꯣꯇꯦꯛꯁꯟ - ꯀ꯭ꯔꯦꯗꯤꯠ ꯀꯥꯔꯗ ꯀꯝꯄꯅꯤꯁꯤꯡꯅ ꯃꯍꯧꯁꯥꯅ ꯐ꯭ꯔꯣꯗ ꯄꯔꯆꯦꯖꯁꯤꯡꯒꯤꯗꯃꯛꯇ ꯖꯤꯔꯣ ꯂꯥꯏꯑꯦꯕꯤꯂꯤꯇꯤ ꯄꯤ, ꯃꯗꯨꯅ ꯑꯍꯦꯟꯕ ꯁꯦꯀ꯭ꯌꯨꯔꯤꯇꯤꯒꯤ ꯊꯥꯛ ꯑꯃ ꯄꯤꯕ ꯉꯝꯒꯅꯤ꯫ ꯀꯥꯟꯅꯗꯕꯁꯤꯡ - ꯑꯋꯥꯡꯕ ꯏꯟꯇꯔꯦꯁ꯭ꯠ ꯔꯦꯠꯁꯤꯡ - ꯀ꯭ꯔꯦꯗꯤꯠ ꯀꯥꯔꯗꯁꯤꯡꯗ ꯑꯌꯥꯝꯕꯗꯤ ꯑꯋꯥꯡꯕ ꯏꯟꯇꯔꯦꯁ꯭ꯠ ꯔꯦꯠꯁꯤꯡ ꯌꯥꯎꯏ, ꯃꯁꯤꯅ ꯇꯥꯛꯄꯗꯤ ꯀꯔꯤꯒꯨꯝꯕ ꯅꯍꯥꯛꯅ ꯕꯦꯂꯦꯟꯁ ꯑꯃ ꯄꯨꯊꯣꯛꯂꯕꯗꯤ ꯅꯍꯥꯛꯅ ꯄꯔꯆꯦꯖꯁꯤꯡꯒꯤꯗꯃꯛꯇ ꯌꯥꯝꯅ ꯍꯦꯟꯅ ꯁꯦꯜ ꯄꯤꯕ ꯂꯣꯏꯁꯤꯟꯕ ꯌꯥꯏ꯫ ꯑꯍꯦꯟꯕ ꯆꯥꯗꯤꯡ ꯇꯧꯕꯒꯤ ꯇꯦꯝꯄꯦꯁꯟ - ꯀ꯭ꯔꯦꯗꯤꯠ ꯀꯥꯔꯗꯅꯥ ꯁꯦꯜ ꯑꯗꯨ ꯅꯍꯥꯛꯀꯤ ꯕꯦ꯭ꯡꯀ ꯑꯦꯀꯥꯎ꯭ꯟꯠꯇꯒꯤ ꯍꯛꯊꯦꯡꯅꯅꯥ ꯂꯥꯛꯄ ꯉꯝꯗꯕꯅꯥ ꯃꯔꯝ ꯑꯣꯏꯗꯨꯅ ꯑꯣꯚꯔꯁ꯭ꯄꯦꯟꯗ ꯇꯧꯕꯗ ꯂꯥꯏꯊꯣꯛꯍꯟꯕ ꯌꯥꯏ꯫ ꯐꯤ ꯑꯃꯁꯨꯡ ꯆꯥꯔꯖꯁꯤꯡ - ꯀ꯭ꯔꯦꯗꯤꯠ ꯀꯥꯔꯗꯁꯤꯡ ꯑꯁꯤ ꯆꯍꯤꯒꯤ ꯑꯣꯏꯕ ꯐꯤ, ꯂꯦꯠ ꯄꯦꯃꯦꯟꯇ ꯐꯤ ꯅꯠꯇꯔꯒ ꯕꯦꯂꯦꯟꯁ ꯇ꯭ꯔꯥꯟꯁꯐꯔꯒꯤ ꯐꯤꯒꯨꯝꯕ ꯇꯣꯉꯥꯟ-ꯇꯣꯉꯥꯟꯕ ꯐꯤꯁꯤꯡꯒ ꯂꯣꯏꯅꯅꯥ ꯂꯥꯛꯄ ꯌꯥꯏ꯫ ꯁꯦꯟꯗꯣꯏ - ꯀꯔꯤꯒꯨꯝꯕ ꯆꯦꯛꯁꯤꯟꯅ ꯃꯦꯅꯦꯖ ꯇꯧꯗ꯭ꯔꯕꯗꯤ, ꯀ꯭ꯔꯦꯗꯤꯠ ꯀꯥꯔꯗꯀꯤ ꯁꯦꯟꯗꯣꯏ ꯑꯗꯨ ꯌꯥꯝꯅ ꯊꯨꯅ ꯊꯨꯒꯥꯏꯕ ꯌꯥꯏ ꯑꯃꯁꯨꯡ ꯄꯤꯕꯗ ꯑꯋꯥꯕ ꯑꯣꯏꯔꯛꯄ ꯌꯥꯏ꯫ ꯀ꯭ꯔꯦꯗꯤꯠ ꯁ꯭ꯀꯣꯔꯗꯥ ꯏꯝꯄꯦꯛꯇ - ꯂꯦꯝꯍꯧꯔꯤꯕ ꯅꯠꯇꯔꯒ ꯃꯥꯡꯈꯤꯕ ꯄꯦꯃꯦꯟꯇꯁꯤꯡꯅ ꯅꯍꯥꯛꯀꯤ ꯀ꯭ꯔꯦꯗꯤꯠ ꯁ꯭ꯀꯣꯔꯗꯥ ꯅꯦꯒꯦꯇꯤꯚ ꯑꯣꯏꯕ ꯏꯝꯄꯦꯛꯇ ꯑꯃ ꯄꯤꯕ ꯌꯥꯏ, ꯃꯗꯨꯅ ꯇꯨꯡꯗ ꯂꯣꯟ ꯅꯠꯇꯔꯒ ꯀ꯭ꯔꯦꯗꯤꯠ ꯐꯪꯕꯗꯥ ꯍꯦꯟꯅ ꯑꯋꯥꯕ ꯑꯣꯏꯍꯜꯂꯤ꯫